ꯕ꯭ꯂꯣꯛꯆꯦꯟ ꯑꯃꯒꯤ ꯋꯥꯍꯟꯊꯣꯛ ꯑꯃꯥ ꯄꯤꯕꯥꯒꯤ ꯃꯇꯥꯡꯗ ꯅꯩꯅꯁꯤ꯫ ꯕ꯭ꯂꯣꯛꯆꯦꯟ ꯍꯥꯏꯕꯁꯤ ꯗꯤꯁꯦꯟꯇ꯭ꯔꯦꯂꯥꯏꯖ ꯇꯧꯔꯕꯥ, ꯗꯤꯁꯇ꯭ꯔꯤꯕ꯭ꯌꯨꯠ ꯇꯧꯔꯕꯥ ꯂꯦꯖꯔ ꯑꯃꯅꯤ, ꯃꯁꯤꯅꯥ ꯁꯤꯁꯇꯦꯝ ꯑꯁꯤꯕꯨ ꯍꯣꯡꯗꯣꯛꯄꯥ, ꯍꯦꯛ ꯇꯧꯕꯥ ꯅꯠꯇ꯭ꯔꯒꯥ ꯁꯦꯝꯗꯣꯛ-ꯁꯦꯝꯖꯤꯟ ꯇꯧꯕꯥ ꯉꯝꯗꯕꯥ ꯃꯑꯣꯡꯗꯥ ꯃꯜꯇꯤꯄꯜ ꯀꯝꯄ꯭ꯌꯨꯇꯔꯁꯤꯡꯗꯥ ꯇ꯭ꯔꯥꯟꯖꯦꯛꯁꯟꯁꯤꯡ ꯔꯦꯀꯣꯔꯗ ꯇꯧꯏ꯫ ꯃꯁꯤ ꯀ꯭ꯔꯤꯞꯇꯣꯒ꯭ꯔꯥꯐꯤ ꯁꯤꯖꯤꯟꯅꯗꯨꯅꯥ ꯂꯤꯡꯀ ꯇꯧꯕꯥ ꯕ꯭ꯂꯣꯛ ꯀꯧꯕꯥ ꯔꯦꯀꯣꯔꯗꯁꯤꯡꯒꯤ ꯍꯦꯟꯒꯠꯂꯛꯂꯤꯕꯥ ꯂꯤꯁ ꯑꯃꯅꯤ꯫ ꯕ꯭ꯂꯣꯛ ꯈꯨꯗꯤꯡꯃꯛꯇꯥ ꯃꯃꯥꯡꯒꯤ ꯕ꯭ꯂꯣꯛ ꯑꯗꯨꯒꯤ ꯀ꯭ꯔꯤꯞꯇꯣꯒ꯭ꯔꯥꯐꯤꯛ ꯍꯦꯁ ꯑꯃꯥ, ꯇꯥꯏꯝꯁ꯭ꯇꯦꯝ ꯑꯃꯥ ꯑꯃꯁꯨꯡ ꯇ꯭ꯔꯥꯟꯖꯦꯛꯁꯟ ꯗꯦꯇꯥ ꯑꯃꯥ ꯌꯥꯎꯏ꯫ ꯕ꯭ꯂꯣꯛꯆꯦꯟꯁꯤꯡ ꯑꯁꯤ ꯗꯦꯇꯥ ꯁꯦꯀ꯭ꯌꯨꯑꯣꯔ ꯑꯣꯏꯅꯥ ꯁ꯭ꯇꯣꯔ ꯇꯧꯕꯥ ꯑꯃꯁꯨꯡ ꯇ꯭ꯔꯥꯟꯁꯐꯔ ꯇꯧꯕꯗꯥ ꯁꯤꯖꯤꯟꯅꯩ ꯑꯃꯁꯨꯡ ꯃꯁꯤ ꯃꯍꯧꯁꯥꯅꯥ ꯕꯤꯠꯀꯣꯏꯟꯒꯨꯝꯕꯥ ꯀ꯭ꯔꯤꯞꯇꯣꯀꯔꯦꯟꯁꯤꯁꯤꯡꯗꯥ ꯁꯤꯖꯤꯟꯅꯩ꯫ ꯃꯈꯣꯏꯅꯥ ꯑꯋꯥꯡꯕꯥ ꯊꯥꯛꯀꯤ ꯇ꯭ꯔꯥꯟꯁꯄꯔꯦꯟꯁꯤ, ꯁꯦꯀ꯭ꯌꯨꯔꯤꯇꯤ ꯑꯃꯁꯨꯡ ꯏꯝꯃ꯭ꯌꯨꯇꯦꯕꯤꯂꯤꯇꯤ ꯄꯤꯔꯤ, ꯃꯔꯝꯗꯤ ꯁꯔꯨꯛ ꯌꯥꯔꯤꯕꯁꯤꯡ ꯈꯨꯗꯤꯡꯃꯛꯅꯥ ꯇ꯭ꯔꯥꯟꯖꯦꯛꯁꯟꯁꯤꯡꯒꯤ ꯔꯤꯑꯦꯜ-ꯇꯥꯏꯝ ꯔꯦꯀꯣꯔꯗ ꯑꯃꯥ ꯐꯪꯏ ꯑꯃꯁꯨꯡ ꯆꯦꯟ ꯑꯁꯤꯗꯥ ꯕ꯭ꯂꯣꯛ ꯑꯃꯥ ꯍꯥꯞꯆꯤꯜꯂꯕꯥ ꯃꯇꯨꯡꯗꯥ ꯃꯁꯤ ꯍꯣꯡꯗꯣꯛꯄꯥ ꯉꯝꯗꯦ꯫ ꯃꯣꯃꯦꯟꯇꯝꯒꯤ ꯀꯟꯖꯔꯕꯦꯁꯟꯒꯤ ꯃꯇꯥꯡꯗꯥ ꯁꯟꯗꯣꯛꯅꯥ ꯇꯥꯛꯄꯤꯌꯨ꯫ ꯃꯣꯃꯦꯟꯇꯝ ꯀꯟꯖꯔꯕꯦꯁꯟꯒꯤ ꯑꯥꯏꯟ ꯑꯁꯤꯅꯥ ꯍꯥꯏꯔꯤ ꯃꯗꯨꯗꯤ ꯑꯥꯏꯁꯣꯂꯦꯇꯦꯗ ꯁꯤꯁꯇꯦꯝ ꯑꯃꯒꯤ ꯑꯄꯨꯟꯕꯥ ꯃꯣꯃꯦꯟꯇꯝ ꯑꯁꯤ ꯂꯦꯡꯗꯅꯥ ꯂꯩꯔꯤ, ꯃꯁꯤꯗꯥ ꯃꯄꯥꯟꯒꯤ ꯐꯣꯔꯁ ꯑꯃꯠꯇꯥ ꯊꯕꯛ ꯇꯧꯗꯕꯥ ꯌꯥꯏ꯫ ꯃꯁꯤꯅꯥ ꯇꯥꯛꯄꯗꯤ ꯊꯧꯗꯣꯛ ꯅꯠꯇ꯭ꯔꯒꯥ ꯁꯣꯛꯅ-ꯁꯝꯅꯕꯒꯤ ꯃꯃꯥꯡꯗꯥ ꯁꯤꯁꯇꯦꯝ ꯑꯃꯗꯥ ꯂꯩꯔꯤꯕꯥ ꯃꯣꯃꯦꯟꯇꯝꯒꯤ ꯆꯥꯡ ꯑꯁꯤ ꯊꯧꯗꯣꯛ ꯅꯠꯇ꯭ꯔꯒꯥ ꯊꯦꯡꯅꯔꯕꯥ ꯃꯇꯨꯡꯗꯥ ꯁꯤꯁꯇꯦꯝ ꯑꯗꯨꯗꯥ ꯂꯩꯔꯤꯕꯥ ꯃꯣꯃꯦꯟꯇꯝꯒꯤ ꯆꯥꯡ ꯑꯗꯨꯒꯥ ꯃꯥꯟꯅꯩ ꯍꯥꯏꯕꯅꯤ꯫ ꯃꯣꯃꯦꯟꯇꯝ ꯑꯁꯤ ꯚꯦꯛꯇꯔ ꯀ꯭ꯋꯥꯟꯇꯤꯇꯤ ꯑꯃꯅꯤ, ꯃꯁꯤꯅꯥ ꯇꯥꯛꯄꯗꯤ ꯃꯁꯤꯒꯤ ꯃꯦꯛꯅꯤꯆ꯭ꯌꯨꯠ ꯑꯃꯁꯨꯡ ꯗꯤꯔꯦꯛꯁꯟ ꯑꯅꯤꯃꯛ ꯂꯩ, ꯃꯔꯝ ꯑꯗꯨꯅꯥ ꯁꯤꯁꯇꯦꯝ ꯑꯃꯕꯨ ꯑꯦꯅꯥꯂꯥꯏꯖ ꯇꯧꯕꯥ ꯃꯇꯝꯗꯥ ꯑꯅꯤꯃꯛ ꯑꯁꯤ ꯈꯟꯅꯕꯁꯤ ꯌꯥꯝꯅꯥ ꯃꯔꯨꯑꯣꯏ꯫ ꯀ꯭ꯂꯣꯖꯗ ꯁꯤꯁꯇꯦꯝ ꯑꯃꯗꯥ, ꯄꯣꯠꯁꯛ ꯈꯨꯗꯤꯡꯃꯛꯀꯤ ꯃꯣꯃꯦꯟꯇꯝ ꯑꯗꯨ ꯍꯣꯡꯂꯛꯀꯅꯤ, ꯑꯗꯨꯕꯨ ꯑꯄꯨꯟꯕꯥ ꯃꯣꯃꯦꯟꯇꯝ ꯑꯗꯨꯗꯤ ꯂꯦꯡꯗꯅꯥ ꯂꯩꯒꯅꯤ꯫ ꯈꯨꯗꯝ ꯑꯣꯏꯅꯥ, ꯕꯤꯂꯤꯌꯔ ꯕꯣꯜ ꯑꯅꯤ ꯊꯦꯡꯅꯔꯛꯄꯥ ꯌꯥꯏ ꯍꯥꯏꯅꯥ ꯈꯟꯕꯤꯌꯨ꯫ ꯊꯦꯡꯅꯔꯕꯥ ꯃꯇꯨꯡꯗꯥ, ꯕꯣꯜꯁꯤꯡ ꯑꯗꯨ ꯇꯣꯉꯥꯟ-ꯇꯣꯉꯥꯟꯕ ꯃꯥꯏꯀꯩꯗꯥ ꯆꯠꯀꯅꯤ ꯑꯃꯁꯨꯡ ꯃꯈꯣꯏꯒꯤ ꯃꯤꯑꯣꯏ ꯑꯃꯒꯤ ꯃꯣꯃꯦꯟꯇ ꯑꯗꯨ ꯇꯣꯉꯥꯟ-ꯇꯣꯉꯥꯟꯕ ꯑꯣꯏꯒꯅꯤ꯫ ꯑꯗꯨꯝ ꯑꯣꯏꯅꯃꯛ, ꯀꯔꯤꯒꯨꯝꯕꯥ ꯅꯍꯥꯛꯅꯥ ꯕꯣꯜ ꯑꯃꯒꯤ ꯃꯣꯃꯦꯟꯇꯝ ꯑꯃꯁꯨꯡ ꯕꯣꯜ ꯑꯅꯤꯒꯤ ꯃꯣꯃꯦꯟꯇꯝ ꯑꯗꯨ ꯍꯥꯞꯆꯤꯜꯂꯕꯗꯤ, ꯑꯄꯨꯟꯕꯥ ꯑꯗꯨ ꯊꯦꯡꯅꯕꯒꯤ ꯃꯃꯥꯡ ꯑꯃꯁꯨꯡ ꯃꯇꯨꯡꯗꯥ ꯑꯃꯒꯥ ꯑꯃꯒꯥ ꯃꯥꯟꯅꯒꯅꯤ꯫ ꯃꯣꯃꯦꯟꯇꯝ ꯀꯟꯖꯔꯕꯦꯁꯟꯒꯤ ꯄ꯭ꯔꯤꯟꯁꯤꯄꯜ ꯑꯁꯤ ꯁꯤꯁꯇꯦꯝ ꯑꯃꯗꯥ ꯄꯣꯠꯁꯤꯡꯒꯤ ꯈꯣꯡꯆꯠꯀꯤ ꯃꯇꯥꯡꯗꯥ ꯂꯥꯎꯊꯣꯛꯄꯥ ꯑꯃꯁꯨꯡ ꯀꯥꯔꯒꯣ ꯑꯦꯛꯁꯤꯗꯦꯟꯇ ꯅꯠꯇ꯭ꯔꯒꯥ ꯑꯦꯇꯣꯃꯤꯛ ꯏꯟꯇꯔꯦꯛꯁꯟꯒꯨꯝꯕꯥ ꯊꯦꯡꯅꯕꯥ ꯊꯧꯗꯣꯛꯁꯤꯡ ꯑꯦꯅꯥꯂꯥꯏꯖ ꯇꯧꯕꯗꯥ ꯁꯤꯖꯤꯟꯅꯕꯥ ꯌꯥꯏ꯫ ꯃꯁꯤ ꯑꯦꯛꯁꯄ꯭ꯂꯣꯁꯟꯒꯨꯝꯕꯥ ꯇꯣꯉꯥꯟ-ꯇꯣꯉꯥꯟꯕꯥ ꯐꯤꯖꯤꯀꯦꯜ ꯏꯟꯇꯔꯦꯛꯁꯟꯁꯤꯡꯗꯁꯨ ꯆꯠꯅꯩ꯫ ꯃꯁꯤ ꯌꯥꯝꯅꯥ ꯃꯔꯨꯑꯣꯏꯅꯥ ꯈꯪꯖꯤꯟꯕꯥ ꯌꯥꯏ ꯃꯗꯨꯗꯤ ꯃꯣꯃꯦꯟꯇꯝꯒꯤ ꯀꯟꯖꯔꯕꯦꯁꯟ ꯑꯁꯤ ꯆꯠꯅꯍꯟꯅꯕꯒꯤꯗꯃꯛ, ꯁꯤꯁꯇꯦꯝ ꯑꯁꯤ ꯑꯥꯏꯁꯣꯂꯦꯠ ꯇꯧꯒꯗꯕꯅꯤ, ꯃꯁꯤꯅꯥ ꯇꯥꯛꯄꯗꯤ ꯐ꯭ꯔꯤꯛꯁꯟ ꯅꯠꯇ꯭ꯔꯒꯥ ꯑꯦꯌꯔ ꯔꯦꯁꯤꯁꯇꯦꯟꯁꯒꯨꯝꯕꯥ ꯃꯄꯥꯟꯒꯤ ꯐꯣꯔꯁ ꯑꯃꯠꯇꯥ ꯃꯁꯤꯗꯥ ꯊꯕꯛ ꯇꯧꯕꯥ ꯉꯝꯗꯦ꯫ ꯋꯥꯍꯩ ꯑꯅꯤꯁꯤꯒꯤ ꯑꯔꯊꯒꯤ ꯃꯔꯛꯇꯥ ꯂꯩꯔꯤꯕꯥ ꯈꯦꯟꯅꯕꯥ ꯑꯗꯨ ꯈꯪꯗꯣꯛꯎ꯫ ꯏꯝꯄꯣꯖ ꯇꯧꯕꯥ ꯑꯃꯁꯨꯡ ꯏꯝꯄ꯭ꯔꯦꯁ ꯇꯧꯕꯥ ꯍꯥꯏꯅ ꯃꯈꯜ ꯑꯅꯤ ꯂꯩ꯫ ꯏꯝꯄꯣꯖ ꯍꯥꯏꯕꯁꯤ ꯀꯔꯤꯒꯨꯝꯕꯥ ꯄꯣꯠꯁꯛ ꯑꯃꯕꯨ ꯅꯠꯇ꯭ꯔꯒꯥ ꯀꯅꯥꯒꯨꯝꯕꯥ ꯑꯃꯕꯨ ꯌꯥꯅꯤꯡꯗꯕꯥ ꯅꯠꯇ꯭ꯔꯒꯥ ꯊꯦꯡꯅꯒꯗꯕꯥ ꯋꯥꯐꯝ ꯑꯃꯥ, ꯍꯥꯏꯕꯗꯤ ꯅꯤꯌꯝ, ꯑꯥꯏꯟ, ꯑꯣꯕ꯭ꯂꯤꯒꯦꯁꯟ ꯅꯠꯇ꯭ꯔꯒꯥ ꯇꯦꯛꯁ ꯍꯥꯏꯕꯁꯤꯅꯤ꯫ ꯈꯨꯗꯝ ꯑꯣꯏꯅꯥ, ꯁꯔꯀꯥꯔꯅꯥ ꯃꯁꯤꯒꯤ ꯅꯥꯒꯔꯤꯛꯁꯤꯡꯗꯥ ꯑꯅꯧꯕꯥ ꯇꯦꯛꯁꯀꯤ ꯑꯥꯏꯟꯁꯤꯡ ꯊꯝꯈꯤ꯫ ꯑꯃꯔꯣꯝꯗꯥ, ꯏꯝꯄ꯭ꯔꯦꯁ ꯍꯥꯏꯕꯁꯤ ꯀꯅꯥꯒꯨꯝꯕꯥ ꯑꯃꯕꯨ ꯌꯥꯝꯅꯥ ꯀꯟꯅꯥ ꯁꯣꯛꯍꯟꯕꯥ, ꯃꯔꯨꯑꯣꯏꯅꯥ ꯄꯣꯖꯤꯇꯤꯚ ꯑꯣꯏꯕꯥ ꯃꯑꯣꯡꯗꯥ, ꯃꯈꯣꯏꯕꯨ ꯊꯥꯒꯠꯄꯥ, ꯑꯉꯛꯄꯥ ꯅꯠꯇ꯭ꯔꯒꯥ ꯏꯀꯥꯏ ꯈꯨꯝꯅꯕꯥ ꯎꯠꯄꯥ ꯍꯥꯏꯕꯁꯤꯅꯤ꯫ ꯈꯨꯗꯝ ꯑꯣꯏꯅꯥ, ꯃꯍꯥꯛꯅꯥ ꯃꯍꯥꯛꯀꯤ ꯏꯁꯩꯒꯤ ꯇꯦꯂꯦꯟꯇ ꯑꯗꯨꯅꯥ ꯃꯤꯄꯨꯝ ꯈꯨꯗꯤꯡꯃꯛꯄꯨ ꯏꯊꯤꯜ ꯄꯤꯈꯤ꯫ ꯋꯥꯍꯩ ꯑꯅꯤ ꯑꯁꯤ ꯇꯣꯉꯥꯟ ꯇꯣꯉꯥꯟꯕ ꯃꯑꯣꯡꯗꯥ ꯑꯣꯏꯔꯤ ꯃꯗꯨꯗꯤ ꯏꯝꯄꯣꯖꯅꯥ ꯀꯔꯤꯒꯨꯝꯕꯥ ꯈꯔꯥ ꯀꯝꯄꯜꯁꯔꯤ ꯑꯣꯏꯍꯟꯕꯒꯤ ꯋꯥꯈꯜꯂꯣꯟ ꯑꯗꯨ ꯐꯣꯡꯗꯣꯛꯏ ꯑꯗꯨꯒꯥ ꯏꯝꯄ꯭ꯔꯦꯁꯅꯥ ꯊꯥꯒꯠꯄꯥ ꯅꯠꯇ꯭ꯔꯒꯥ ꯏꯀꯥꯏ ꯈꯨꯝꯅꯕꯒꯤ ꯋꯥꯈꯜꯂꯣꯟ ꯑꯃꯥ ꯐꯣꯡꯗꯣꯛꯏ꯫